ꯑꯥꯔꯇꯤꯐꯤꯁ꯭ꯌꯜ ꯏꯟꯇꯦꯂꯤꯖꯦꯟꯁꯒꯤ ꯑꯇꯣꯞꯄ ꯑꯦꯄ꯭ꯂꯤꯀꯦꯁꯟꯁꯤꯡꯒꯤ ꯃꯅꯨꯡꯗ ꯗ꯭ꯔꯒ ꯗꯤꯁꯀꯣꯚꯔꯤ, ꯂꯣꯏꯅꯅ ꯑꯅꯥꯕꯁꯤꯡꯅ ꯃꯈꯣꯏꯒꯤ ꯍꯤꯗꯥꯛ ꯑꯃꯁꯨꯡ ꯁꯦꯗ꯭ꯌꯨꯜꯁꯤꯡ ꯃꯦꯅꯦꯖ ꯇꯧꯕꯗ ꯃꯇꯦꯡ ꯄꯥꯡꯕ ꯉꯝꯕ ꯚꯔꯆꯨꯑꯦꯜ ꯑꯦꯁꯤꯁꯇꯦꯟꯇꯁꯤꯡ ꯌꯥꯎꯔꯤ꯫ ꯋꯥꯍꯩ ꯑꯁꯤ ꯀꯣꯄꯤ ꯇꯧꯕꯤꯌꯨ ꯑꯗꯨꯕꯨ "ꯑꯆꯧꯕ" ꯍꯥꯏꯕ ꯋꯥꯍꯩ ꯑꯁꯤꯒꯤ ꯏꯟꯁꯇꯦꯟꯁ ꯄꯨꯝꯅꯃꯛ "ꯑꯉꯛꯄ" ꯍꯥꯏꯅ ꯃꯍꯨꯠ ꯁꯤꯟꯕꯤꯌꯨ꯫ ꯁꯃꯨꯗ꯭ꯔ ꯈꯣꯡꯕꯥꯜꯗ ꯆꯠꯈꯤꯕ ꯈꯣꯡꯆꯠ ꯑꯁꯤ ꯑꯆꯧꯕ ꯑꯃꯅꯤ ꯅꯨꯃꯤꯠ ꯆꯨꯞꯄ ꯑꯃ ꯂꯦꯞꯂꯝꯃꯤ ꯑꯃꯁꯨꯡ ꯁꯃꯨꯗ꯭ꯔ ꯑꯁꯤ ꯑꯁꯨꯛ ꯌꯥꯝꯅ ꯅꯨꯡꯉꯥꯏꯔꯝꯃꯤ꯫ ꯂꯤꯁꯤꯡ ꯑꯃꯒ ꯆꯅꯤꯄꯥꯟ ꯇꯔꯥꯅꯤꯊꯣꯏꯒꯤ ꯂꯥꯟꯒꯤ ꯊꯧꯗꯣꯛꯁꯤꯡꯒꯤ ꯃꯇꯥꯡꯗ ꯁꯟꯗꯣꯛꯅ ꯇꯥꯛꯄꯤꯌꯨ꯫ ꯂꯤꯁꯤꯡ ꯑꯃꯒ ꯆꯅꯤꯄꯥꯟ ꯇꯔꯥꯅꯤꯊꯣꯏꯒꯤ ꯂꯥꯟ ꯑꯁꯤ ꯃꯈꯣꯏꯒꯤ ꯃꯔꯤ ꯂꯩꯅꯕ ꯃꯔꯨꯞꯁꯤꯡꯒ ꯂꯣꯏꯅꯅ ꯌꯨꯅꯥꯏꯇꯦꯗ ꯁ꯭ꯇꯦꯇꯁ ꯑꯃꯁꯨꯡ ꯒ꯭ꯔꯦꯠ ꯕ꯭ꯔꯤꯇꯦꯟꯒꯤ ꯃꯔꯛꯇ ꯖꯨꯟ ꯂꯤꯁꯤꯡ ꯑꯃꯒ ꯆꯅꯤꯄꯥꯟ ꯇꯔꯥꯅꯤꯊꯣꯏ ꯗꯒꯤ ꯐꯦꯕ꯭ꯔꯨꯋꯥꯔꯤ ꯐꯥꯎꯕ ꯂꯥꯟꯊꯦꯡꯅꯈꯤꯕ ꯂꯥꯟꯐꯝ ꯑꯃꯅꯤ, ꯃꯔꯨ ꯑꯣꯏꯅ ꯕ꯭ꯔꯤꯇꯤꯁꯅ ꯌꯨꯅꯥꯏꯇꯦꯗ ꯁ꯭ꯇꯦꯇꯁ ꯀꯤ ꯂꯂꯣꯟ-ꯏꯇꯤꯛ ꯇꯧꯕꯗ ꯑꯊꯤꯡꯕ ꯊꯝꯅꯕ ꯍꯣꯠꯅꯈꯤꯕꯁꯤꯡ ꯑꯃꯁꯨꯡ ꯑꯃꯦꯔꯤꯀꯥꯒꯤ ꯅꯥꯒꯔꯤꯛꯁꯤꯡꯕꯨ ꯔꯣꯌꯦꯜ ꯅꯦꯚꯤꯗ ꯏꯊꯤꯜ ꯄꯤꯕꯒꯤ ꯃꯈꯣꯏꯒꯤ ꯆꯠꯅꯕꯤꯅꯤ꯫ ꯃꯁꯤꯒꯤ ꯃꯊꯛꯇ ꯌꯨꯅꯥꯏꯇꯦꯗ ꯁ꯭ꯇꯦꯇꯅ ꯃꯁꯥꯒꯤ ꯂꯝ ꯄꯥꯛꯊꯣꯛ ꯆꯥꯎꯊꯣꯛꯍꯟꯅꯕ ꯍꯣꯠꯅꯔꯝꯃꯤ ꯑꯃꯁꯨꯡ ꯅꯦꯇꯤꯚ ꯑꯃꯦꯔꯤꯀꯥꯒꯤ ꯇ꯭ꯔꯥꯏꯕꯁꯤꯡꯗ ꯕ꯭ꯔꯤꯇꯤꯁꯅ ꯃꯇꯦꯡ ꯄꯥꯡꯕꯅ ꯃꯈꯣꯏꯒꯤ ꯆꯥꯎꯈꯠꯄꯗ ꯆꯩꯊꯦꯡ ꯑꯃ ꯑꯣꯏꯅ ꯎꯈꯤ꯫ ꯂꯥꯟ ꯑꯁꯤ ꯑꯃꯦꯔꯤꯀꯥꯅ ꯀꯅꯥꯗꯥꯗ ꯂꯥꯟꯗꯥꯕꯗꯒꯤ ꯍꯧꯔꯛꯈꯤ, ꯑꯗꯨꯕꯨ ꯃꯁꯤ ꯌꯥꯝꯅ ꯊꯨꯅ ꯂꯥꯛꯁꯤꯟꯈꯤ꯫ ꯂꯥꯟ ꯑꯁꯤ ꯃꯔꯨꯑꯣꯏꯅ ꯌꯨꯅꯥꯏꯇꯦꯗ ꯁ꯭ꯇꯦꯇꯁ -ꯀꯅꯥꯗꯥꯒꯤ ꯉꯝꯈꯩꯗ, ꯒ꯭ꯔꯦꯠ ꯂꯦꯛꯁꯤꯡꯗ ꯑꯃꯁꯨꯡ ꯒꯜꯐ ꯑꯣꯐ ꯃꯦꯛꯁꯤꯀꯣꯒꯤ ꯃꯅꯥꯛꯇ ꯊꯣꯛꯈꯤ꯫ ꯅꯥꯀꯜ ꯑꯅꯤꯃꯛꯅ ꯄꯥꯛꯅ ꯑꯦꯇꯦꯛ ꯇꯧꯈꯤ, ꯃꯗꯨꯗ ꯕ꯭ꯔꯤꯇꯤꯁꯅ ꯍ꯭ꯋꯥꯏ ꯍꯥꯎꯁ ꯌꯥꯎꯅ ꯋꯥꯁꯤꯡꯇꯟ ꯗꯤ. ꯁꯤ. ꯗꯤ ꯗꯥ ꯂꯩꯕ ꯁꯔꯀꯥꯔꯒꯤ ꯕꯤꯜꯗꯤꯡꯁꯤꯡ ꯃꯩ ꯊꯥꯈꯤ ꯑꯃꯁꯨꯡ ꯌꯨꯅꯥꯏꯇꯦꯗ ꯁ꯭ꯇꯦꯇꯁ ꯅ ꯇꯦꯝꯁꯀꯤ ꯂꯥꯟ ꯑꯃꯁꯨꯡ ꯅ꯭ꯌꯨ ꯑꯣꯔꯂꯤꯟꯒꯤ ꯂꯥꯟꯗ ꯃꯁꯛ ꯊꯣꯛꯄ ꯃꯥꯏꯄꯥꯛꯄ ꯀꯌꯥ ꯐꯪꯈꯤ꯫ ꯂꯥꯟꯒꯤ ꯃꯇꯝꯗ ꯄ꯭ꯔꯥꯏꯑꯦꯇꯦꯔꯤꯡ ꯑꯁꯤ ꯄꯥꯛ ꯁꯟꯅ ꯁꯟꯗꯣꯛꯈꯤ꯫ ꯌꯨꯔꯣꯞꯇ ꯒ꯭ꯔꯦꯠ ꯕ꯭ꯔꯤꯇꯦꯟꯁꯨ ꯅꯦꯄꯣꯂꯤꯌꯟꯒꯤ ꯂꯥꯟꯐꯝꯁꯤꯡꯗ ꯁꯔꯨꯛ ꯌꯥꯈꯤ, ꯑꯃꯁꯨꯡ ꯃꯁꯤꯅ ꯃꯈꯣꯏꯒꯤ ꯅꯣꯡꯄꯣꯛ ꯑꯃꯦꯔꯤꯀꯥꯒꯤ ꯂꯥꯟꯐꯃꯗ ꯃꯄꯨꯡ ꯐꯥꯅ ꯁꯔꯨꯛ ꯌꯥꯕ ꯉꯝꯕꯁꯤꯡ ꯑꯗꯨ ꯂꯤꯃꯤꯠ ꯇꯧꯈꯤ꯫ ꯂꯤꯁꯤꯡ ꯑꯃꯒ ꯆꯅꯤꯄꯥꯟ ꯇꯔꯥꯃꯔꯤꯗ ꯅꯦꯄꯣꯂꯤꯌꯟ ꯃꯥꯏꯊꯤꯕ ꯄꯤꯔꯕ ꯃꯇꯨꯡꯗ ꯕ꯭ꯔꯤꯇꯤꯁꯅ ꯑꯃꯦꯔꯤꯀꯥꯒ ꯂꯥꯟꯊꯦꯡꯅꯈꯤꯕ ꯂꯥꯟꯐꯃꯗ ꯍꯦꯟꯅ ꯔꯤꯁꯣꯔꯁꯁꯤꯡ ꯃꯤꯠꯌꯦꯡ ꯊꯝꯕ ꯉꯝꯈꯤ꯫ ꯑꯗꯨꯕꯨ ꯃꯇꯝ ꯑꯁꯤ ꯐꯥꯎꯕꯗ ꯅꯥꯀꯜ ꯑꯅꯤꯃꯛ ꯂꯥꯟꯒꯤ ꯋꯥꯈꯜ ꯋꯥꯕ ꯍꯧꯔꯛꯈꯤ ꯑꯃꯁꯨꯡ ꯖꯥꯇꯤ ꯑꯅꯤꯃꯛꯀꯤ ꯗꯤꯄ꯭ꯂꯣꯃꯦꯠꯁꯤꯡꯅ ꯁꯥꯟꯇꯤꯒꯤ ꯋꯥꯔꯤ ꯁꯥꯅꯕ ꯍꯧꯈꯤ꯫ ꯂꯤꯁꯤꯡ ꯑꯃꯒ ꯆꯅꯤꯄꯥꯟ ꯇꯔꯥꯃꯔꯤꯒꯤ ꯗꯤꯁꯦꯝꯕꯔꯗ ꯈꯨꯠꯌꯦꯛ ꯄꯤꯅꯈꯤꯕ ꯒꯦꯟꯇ ꯇ꯭ꯔꯤꯇꯤ ꯑꯗꯨꯅ ꯂꯥꯟ ꯑꯗꯨ ꯂꯣꯏꯁꯤꯟꯈꯤ ꯑꯃꯁꯨꯡ ꯖꯥꯇꯤ ꯑꯅꯤꯒꯤ ꯃꯔꯛꯇ ꯂꯩꯔꯤꯕ ꯐꯤꯚꯝ ꯑꯗꯨ ꯑꯃꯨꯛ ꯍꯟꯅ ꯄꯨꯔꯛꯈꯤ꯫ ꯇ꯭ꯔꯤꯇꯤ ꯑꯁꯤꯅ ꯂꯥꯟ ꯍꯧꯗꯣꯛꯈꯤꯕ ꯋꯥꯐꯝ ꯑꯃꯠꯇ ꯂꯣꯏꯁꯤꯟꯈꯤꯗꯦ꯫ ꯂꯥꯟꯐꯝ ꯑꯗꯨꯒꯤ ꯃꯇꯨꯡꯗ ꯑꯃꯦꯔꯤꯀꯥ ꯑꯃꯁꯨꯡ ꯒ꯭ꯔꯦꯠ ꯕ꯭ꯔꯤꯇꯦꯟꯒꯤ ꯃꯔꯛꯇ ꯂꯩꯅꯔꯤꯕ ꯃꯔꯤ ꯑꯗꯨ ꯇꯞꯅ ꯇꯞꯅ ꯐꯒꯠꯂꯛꯈꯤ, ꯑꯃꯁꯨꯡ ꯖꯥꯇꯤ ꯑꯅꯤ ꯑꯁꯤ ꯃꯈꯥ ꯇꯥꯅ ꯌꯥꯝꯅ ꯅꯛꯅꯕ ꯃꯔꯤ ꯑꯃ ꯑꯣꯏꯔꯛꯈꯤ꯫